ꯊꯥꯒꯠꯄ ꯐꯣꯡꯗꯣꯛꯄꯒꯤ ꯀ꯭ꯔꯤꯌꯦꯇꯤꯕ ꯑꯣꯏꯕ ꯃꯑꯣꯡ ꯑꯃ ꯄꯨꯊꯣꯛꯄꯤꯌꯨ꯫ ꯊꯥꯒꯠꯄ ꯐꯣꯡꯗꯣꯛꯄꯒꯤ ꯀ꯭ꯔꯤꯌꯦꯇꯤꯕ ꯑꯣꯏꯕ ꯃꯑꯣꯡ ꯑꯃꯗꯤ "ꯊꯥꯒꯠꯄ ꯖꯥꯔ" ꯑꯃ ꯁꯦꯝꯕ ꯌꯥꯏ, ꯃꯗꯨꯗ ꯅꯍꯥꯛꯅ ꯖꯥꯔ ꯑꯃꯗ ꯃꯆꯨ ꯀꯌꯥꯒꯤ ꯅꯣꯇꯁꯤꯡꯅ ꯊꯜꯂꯕ, ꯃꯈꯣꯏ ꯈꯨꯗꯤꯡꯃꯛꯇ ꯅꯍꯥꯛꯅ ꯊꯥꯒꯠꯄ ꯐꯣꯡꯗꯣꯛꯂꯤꯕ ꯃꯤꯑꯣꯏ ꯑꯗꯨ ꯅꯠꯇ꯭ꯔꯒ ꯄꯣꯠꯁꯛ ꯑꯗꯨꯒꯤꯗꯃꯛ ꯅꯍꯥꯛꯅ ꯊꯥꯒꯠꯄ ꯐꯣꯡꯗꯣꯛꯄꯒꯤ ꯃꯔꯝ ꯑꯃ ꯌꯥꯎꯏ꯫ ꯅꯍꯥꯛꯅ ꯃꯈꯣꯏꯗ ꯖꯥꯔ ꯑꯗꯨ ꯄꯤꯗꯨꯅ ꯑꯃꯁꯨꯡ ꯃꯅꯨꯡꯗ ꯂꯩꯔꯤꯕ ꯅꯣꯇꯁꯤꯡ ꯑꯗꯨ ꯄꯥꯕ ꯌꯥꯍꯟꯗꯨꯅ ꯃꯈꯣꯏꯕꯨ ꯑꯉꯛꯄꯥ ꯄꯣꯛꯍꯟꯕ ꯌꯥꯏ, ꯅꯠꯇ꯭ꯔꯒ ꯅꯍꯥꯛꯀꯤ ꯊꯥꯒꯠꯄ ꯐꯣꯡꯗꯣꯛꯄꯒꯤ ꯂꯦꯞꯄ ꯂꯩꯇꯅ ꯅꯤꯡꯁꯤꯡꯕ ꯑꯣꯏꯅ ꯅꯨꯃꯤꯠ ꯈꯨꯗꯤꯡꯒꯤ ꯅꯣꯠ ꯑꯃ ꯍꯥꯡꯗꯣꯛꯇꯨꯅ ꯄꯥꯕ ꯌꯥꯏ꯫ ꯃꯁꯤꯒꯤ ꯃꯊꯛꯇ ꯅꯍꯥꯛꯅ ꯖꯥꯔ ꯑꯁꯤ ꯔꯤꯕꯟ, ꯁ꯭ꯇꯤꯀꯥꯔ ꯅꯠꯇ꯭ꯔꯒ ꯗ꯭ꯔꯣꯏꯪꯁꯤꯡꯅ ꯁꯦꯝꯖꯤꯟꯕ ꯌꯥꯏ, ꯃꯁꯤꯅ ꯊꯝꯃꯣꯏ ꯁꯣꯛꯅꯤꯡꯉꯥꯏ ꯑꯣꯏꯕ ꯊꯧꯑꯣꯡ ꯑꯃ ꯈꯛꯇ ꯅꯠꯇꯅ ꯌꯨꯝꯒꯤ ꯁꯦꯝꯖꯤꯟ ꯁꯥꯖꯤꯟꯕꯒꯤ ꯅꯨꯡꯁꯤꯔꯕ ꯁꯔꯨꯛ ꯑꯃꯁꯨ ꯑꯣꯏꯍꯜꯂꯤ꯫ ꯍꯥꯏꯔꯤꯕ ꯄ꯭ꯔꯃꯥꯟ ꯃꯉꯥ ꯑꯁꯤ ꯄꯤꯔꯒ, ꯑꯅꯧꯕ ꯏꯟꯐꯣꯔꯃꯦꯁꯟ ꯑꯗꯨ ꯌꯦꯡꯁꯤꯟꯅꯕ ꯑꯥꯔꯇꯤꯀꯜ ꯑꯗꯨꯒꯤ ꯋꯥꯔꯣꯏꯁꯤꯟ ꯑꯗꯨ ꯁꯦꯝꯗꯣꯛ ꯁꯦꯝꯖꯤꯟ ꯇꯧ꯫ ꯑꯥꯔꯇꯤꯀꯜ ꯂꯣꯏꯁꯤꯟꯕ ꯑꯔꯇꯤꯐꯤꯁꯦꯜ ꯏꯟꯇꯤꯂꯤꯖꯦꯟ ꯅ ꯊꯧꯕ ꯐꯦꯁꯤꯑꯦꯜ ꯔꯤꯀꯣꯛꯅꯤꯁꯟ ꯇꯦꯛꯅꯣꯂꯣꯖꯤ ꯑꯁꯤ ꯍꯧꯖꯤꯛ ꯐꯥꯎꯕ ꯃꯤꯌꯥꯝꯅ ꯁꯤꯖꯤꯟꯅꯅꯕ ꯊꯥꯖꯕ ꯌꯥꯕ ꯑꯣꯏꯗ꯭ꯔꯤ꯫ ꯀ꯭ꯔꯥꯏꯃꯁꯤꯡ ꯁꯣꯜꯕ ꯇꯧꯕꯗ ꯐꯦꯁꯤꯑꯦꯜ ꯔꯤꯀꯣꯛꯅꯤꯁꯟ ꯁꯤꯖꯤꯟꯅꯕ ꯐꯦꯁꯤꯑꯦꯜ ꯔꯤꯀꯣꯛꯅꯤꯁꯟ ꯇꯦꯛꯅꯣꯂꯣꯖꯤ ꯑꯁꯤ ꯐ꯭ꯔꯣꯗ ꯈꯪꯗꯣꯛꯅꯕꯥ ꯑꯃꯁꯨꯡ ꯑꯥꯏꯗꯦꯟꯇꯤꯇꯤ ꯚꯦꯔꯤꯐꯥꯏ ꯇꯧꯅꯕ ꯁꯤꯖꯤꯟꯅꯕ ꯌꯥꯏ꯫ ꯔꯤꯚꯥꯏꯖ ꯇꯧꯔꯕ ꯋꯥꯔꯣꯜ ꯑꯔꯇꯤꯐꯤꯁꯦꯜ ꯏꯟꯇꯤꯂꯤꯖꯦꯟ ꯅ ꯊꯧꯕ ꯐꯦꯁꯤꯑꯦꯜ ꯔꯤꯀꯣꯛꯅꯤꯁꯟ ꯇꯦꯛꯅꯣꯂꯣꯖꯤꯅ ꯊꯥꯖꯕ ꯌꯥꯕ ꯑꯋꯥꯡꯕ ꯊꯥꯛ ꯑꯃ ꯎꯠꯂꯦ ꯑꯃꯁꯨꯡ ꯍꯥꯟꯅꯗꯒꯤ ꯄꯥꯛ ꯁꯟꯅ ꯁꯤꯖꯤꯟꯅꯔꯤ꯫ ꯍꯧꯖꯤꯛ ꯆꯠꯊꯔꯤꯕꯥ ꯇ꯭ꯔꯥꯏꯑꯦꯜꯁꯤꯡ ꯑꯁꯤꯅ ꯀ꯭ꯔꯥꯏꯃꯁꯤꯡ ꯁꯣꯜꯕ ꯇꯧꯕꯗ ꯃꯁꯤꯒꯤ ꯑꯦꯄ꯭ꯂꯤꯀꯦꯁꯟ ꯑꯁꯤ ꯄꯥꯛꯊꯣꯛ ꯆꯥꯎꯊꯣꯛꯍꯟꯅꯕ ꯊꯕꯛ ꯄꯥꯏꯈꯠꯂꯤ, ꯃꯁꯤꯅ ꯇꯥꯛꯂꯤ ꯃꯗꯨꯗꯤ ꯇꯦꯛꯅꯣꯂꯣꯖꯤ ꯑꯁꯤ ꯃꯤꯌꯥꯝꯅ ꯁꯤꯖꯤꯟꯅꯅꯕ ꯊꯥꯖꯕ ꯌꯥꯕ ꯈꯨꯠꯂꯥꯏ ꯑꯃ ꯑꯣꯏꯕꯒꯤ ꯂꯝꯕꯤꯗ ꯆꯠꯂꯤ꯫ ꯁꯨꯇꯤꯒꯤ ꯃꯇꯝꯗ ꯁꯦꯜ ꯊꯥꯗꯕꯗ ꯍꯣꯝ ꯏꯀꯨꯏꯇꯤ ꯂꯣꯟ ꯁꯤꯖꯤꯟꯅꯕ ꯑꯁꯤ ꯑꯐꯕ ꯋꯥꯈꯜꯂꯣꯟ ꯑꯃꯅꯤ ꯍꯥꯏꯕ꯭ꯔ? ꯁꯨꯇꯤꯒꯤ ꯐꯥꯏꯅꯥꯟꯁꯤꯑꯦꯜ ꯑꯣꯏꯅ ꯍꯣꯝ ꯏꯀꯨꯏꯇꯤ ꯂꯣꯟ ꯁꯤꯖꯤꯟꯅꯕꯁꯤ ꯃꯍꯧꯁꯥꯅ ꯑꯐꯕ ꯐꯥꯏꯅꯥꯟꯁꯤꯑꯦꯜ ꯋꯥꯔꯦꯞ ꯑꯃꯅꯤ ꯍꯥꯏꯅ ꯂꯧꯅꯗꯦ꯫ ꯍꯣꯝ ꯏꯀꯨꯏꯇꯤ ꯂꯣꯟ ꯑꯃꯅ ꯅꯍꯥꯛꯀꯤ ꯌꯨꯝꯒꯤ ꯚꯦꯜꯌꯨ ꯑꯗꯨ ꯀꯣꯂꯥꯇꯦꯔꯦꯜ ꯑꯣꯏꯅ ꯁꯤꯖꯤꯟꯅꯩ, ꯃꯁꯤꯅ ꯇꯥꯛꯄꯗꯤ ꯀꯔꯤꯒꯨꯝꯕ ꯅꯍꯥꯛꯅ ꯂꯣꯟ ꯑꯗꯨ ꯄꯤꯕꯥ ꯉꯝꯗ꯭ꯔꯕꯗꯤ ꯅꯍꯥꯛꯀꯤ ꯌꯨꯝ ꯑꯗꯨ ꯃꯥꯡꯍꯟꯕ ꯌꯥꯏ꯫ ꯃꯁꯤꯒꯤ ꯃꯊꯛꯁꯨꯇꯤꯒꯤ ꯁꯦꯟꯐꯝ ꯑꯃ ꯄꯤꯅꯕ ꯂꯣꯟ ꯑꯃ ꯁꯤꯖꯤꯟꯅꯕꯅ ꯅꯍꯥꯛꯅ ꯂꯣꯟ ꯑꯗꯨꯒꯤ ꯏꯟꯇꯔꯦꯁ ꯄꯤꯒꯅꯤ, ꯃꯁꯤꯅ ꯁꯨꯇꯤꯒꯤ ꯑꯄꯨꯟꯕ ꯃꯃꯜꯗ ꯍꯥꯞꯆꯤꯟꯕ ꯌꯥꯏ꯫ ꯃꯇꯝꯒꯤ ꯃꯇꯨꯡꯏꯟꯅ ꯁꯨꯇꯤꯒꯤꯗꯃꯛꯇ ꯁꯦꯜ ꯊꯥꯗꯕ ꯑꯃꯁꯨꯡ ꯃꯗꯨꯒꯤꯗꯃꯛꯇ ꯃꯄꯨꯡ ꯐꯥꯅ ꯁꯦꯜ ꯄꯤꯕ ꯅꯠꯇꯔꯒ ꯑꯇꯩ ꯔꯤꯛꯁ ꯂꯩꯇꯕ ꯐꯥꯏꯅꯥꯟꯁꯤꯡ ꯑꯣꯄꯁꯟꯁꯤꯡ ꯌꯦꯡꯁꯤꯟꯕ ꯍꯥꯏꯕꯁꯤ ꯍꯦꯟꯅ ꯂꯧꯁꯤꯡ ꯂꯩꯕ ꯁꯦꯜ-ꯊꯨꯝꯒꯤ ꯋꯥꯔꯦꯞ ꯑꯃ ꯑꯣꯏꯕ ꯌꯥꯏ꯫ ꯄꯤꯔꯤꯕꯥ ꯋꯥꯍꯩꯁꯤꯡ ꯑꯁꯤ ꯁꯤꯖꯤꯟꯅꯗꯨꯅ ꯋꯥꯍꯩ ꯑꯃ ꯁꯦꯝꯃꯨ ꯄ꯭ꯔꯣꯂꯤꯐꯦꯔꯦꯠ ꯂꯝꯗꯝ ꯁꯤꯟꯕ ꯊꯨꯡꯅ ꯅꯣꯡ ꯇꯥꯕꯒꯤ ꯆꯥꯡ ꯍꯦꯟꯒꯠꯂꯛꯄ ꯎꯕꯗꯒꯤ ꯂꯧꯃꯤꯁꯤꯡꯅ ꯑꯍꯣꯡꯕ ꯑꯁꯤ ꯌꯥꯅꯕ ꯑꯃꯁꯨꯡ ꯃꯍꯩ-ꯃꯔꯣꯡꯁꯤꯡ ꯁꯦꯟꯅꯕꯒꯤ ꯃꯈꯣꯏꯒꯤ ꯃꯑꯣꯡ ꯃꯇꯧꯁꯤꯡ ꯁꯦꯝꯗꯣꯛ ꯁꯦꯝꯖꯤꯟ ꯇꯧꯅꯕ ꯋꯥꯔꯦꯞ ꯂꯧꯈꯤ꯫ ꯄꯦꯖ ꯔꯦꯉ꯭ꯛ ꯑꯦꯂꯒꯣꯔꯤꯊꯝ ꯑꯃꯒꯤ ꯃꯃꯤꯡ ꯊꯣꯟꯕꯤꯌꯨ꯫ ꯃꯤꯌꯥꯝꯅ ꯄꯥꯝꯅꯕ ꯄꯦꯖꯔꯦꯉ꯭ꯛ ꯑꯦꯂꯒꯣꯔꯤꯊꯝ ꯑꯃꯗꯤ ꯒꯨꯒꯜꯒꯤ ꯄꯦꯖꯔꯦꯉ꯭ꯛꯅꯤ, ꯃꯁꯤ ꯒꯨꯒꯜ ꯁꯔꯆ ꯏꯟꯖꯤꯟꯅ ꯃꯈꯣꯏꯒꯤ ꯁꯔꯆ ꯏꯟꯖꯤꯟꯒꯤ ꯔꯤꯖꯜꯇ ꯄꯦꯖꯁꯤꯡꯗ ꯂꯩꯕ ꯄꯦꯖꯁꯤꯡ ꯔꯦꯉ꯭ꯛ ꯇꯧꯕꯗ ꯁꯤꯖꯤꯟꯅꯕ ꯑꯦꯂꯒꯣꯔꯤꯊꯝ ꯑꯃꯅꯤ꯫